ꯐ꯭ꯔꯦꯟꯆ ꯇꯣꯁꯇ ꯔꯦꯁꯤꯄꯤ ꯑꯁꯤꯒꯤ ꯃꯆꯥꯛꯁꯤꯡ ꯂꯤꯁꯇ ꯇꯧꯕꯤꯌꯨ꯫ ꯐ꯭ꯔꯦꯟꯆ ꯇꯣꯁꯇꯀꯤ ꯔꯦꯁꯤꯄꯤ ꯑꯃꯒꯤ ꯏꯪꯒꯔꯦꯗꯤꯌꯦꯟꯇꯁꯤꯡꯒꯤ ꯂꯤꯁꯇ ꯄꯤꯅꯕꯒꯤꯗꯃꯛ, ꯐ꯭ꯔꯦꯟꯆ ꯇꯣꯁꯇꯀꯤ ꯔꯦꯁꯤꯄꯤꯁꯤꯡ ꯑꯁꯤ ꯈꯦꯠꯅꯕ ꯌꯥꯝꯕꯅ ꯃꯔꯝ ꯑꯣꯏꯗꯨꯅ ꯑꯗꯣꯃꯒꯤ ꯋꯥꯈꯂꯗ ꯀꯔꯤ ꯑꯀꯛꯅꯕ ꯔꯦꯁꯤꯄꯤ ꯂꯩꯕꯒꯦ ꯍꯥꯌꯕꯒꯤ ꯃꯇꯥꯡꯗ ꯍꯦꯟꯅ ꯏꯟꯐꯣꯔꯃꯦꯁꯟ ꯃꯊꯧ ꯇꯥꯒꯅꯤ꯫ ꯑꯗꯨꯝ ꯑꯣꯏꯅꯃꯛ, ꯃꯐꯃꯁꯤꯗ ꯇ꯭ꯔꯦꯗꯤꯁꯅꯦꯜ ꯐ꯭ꯔꯦꯟꯆ ꯇꯣꯁꯇꯀꯤ ꯔꯦꯁꯤꯄꯤ ꯑꯃꯗ ꯃꯍꯧꯁꯥꯅ ꯁꯤꯖꯤꯟꯅꯕ ꯕꯦꯁꯤꯛ ꯏꯪꯒꯔꯦꯗꯤꯌꯦꯟꯇꯁꯤꯡꯗ ꯌꯥꯎꯏ ꯕ꯭ꯔꯦꯗ (ꯅꯨꯃꯤꯠ ꯈꯨꯗꯤꯡꯒꯤꯅ ꯇꯧꯔꯒ ꯈꯔ ꯍꯦꯟꯅ ꯐꯩ) ꯌ°ꯔꯨꯝ ꯁꯪꯒꯣꯝ ꯅꯠꯇꯔꯒ ꯀ꯭ꯔꯤꯝ ꯁꯤꯅꯥꯃꯟ ꯚꯦꯅꯤꯂ ꯑꯦꯛꯁꯇ꯭ꯔꯥ ꯊꯨꯝ ꯆꯤꯅꯤ (ꯑꯣꯞꯁꯅꯦꯜ) ꯕꯇꯔ ꯅꯠꯇꯔꯒ ꯊꯥꯎ ( ꯄꯦꯟ ꯑꯗꯨ ꯒ꯭ꯔꯤꯁ ꯇꯧꯅꯕꯒꯤꯗꯃꯛ) ꯁꯤꯔꯞ ꯑꯃꯁꯨꯡ/ꯅꯠꯇꯔꯒ ꯑꯇꯩ ꯑꯄꯥꯝꯕ ꯇꯣꯄꯤꯡꯁꯤꯡ (ꯈꯨꯗꯝ ꯑꯣꯏꯅ, ꯑꯅꯧꯕ ꯃꯅꯥ-ꯃꯁꯤꯡ, ꯄꯥꯎꯗꯔ ꯆꯤꯅꯤ, ꯍꯨꯏꯞ ꯀ꯭ꯔꯤꯝ, ꯑꯁꯤꯅꯆꯤꯡꯕ) ꯀꯔꯤꯒꯨꯝꯕ ꯅꯍꯥꯛꯀꯤ ꯋꯥꯈꯜꯗ ꯑꯀꯛꯅꯕ ꯔꯦꯁꯤꯄꯤ ꯑꯃ ꯂꯩꯔꯕꯗꯤ ꯑꯩꯉꯣꯟꯗ ꯈꯪꯍꯟꯕꯤꯌꯨ ꯃꯔꯝ ꯑꯗꯨꯅ ꯑꯩꯅ ꯄꯣꯠꯁꯛꯁꯤꯡꯒꯤ ꯍꯦꯟꯅ ꯑꯆꯨꯝꯕ ꯂꯤꯁ꯭ꯠ ꯑꯃ ꯄꯤꯕ ꯉꯃꯒꯅꯤ꯫ ꯏꯟꯇꯔꯚ꯭ꯌꯨꯒꯤ ꯋꯥꯍꯪ ꯇꯔꯥꯒꯤ ꯂꯤꯁꯇ ꯑꯃ ꯁꯦꯝꯃꯨ꯫ ꯃꯈꯥꯗ ꯏꯟꯇꯔꯚ꯭ꯌꯨꯒꯤ ꯋꯥꯍꯪ ꯇꯔꯥꯒꯤ ꯂꯤꯁꯇ ꯑꯃ ꯄꯤꯔꯤ: ꯑꯗꯣꯝꯒꯤ ꯄ꯭ꯔꯣꯐꯦꯁ꯭ꯅꯦꯜ ꯕꯦꯛꯒ꯭ꯔꯥꯎꯟꯗ ꯑꯃꯁꯨꯡ ꯑꯦꯛꯁꯄꯔꯤꯌꯦꯟꯁꯀꯤ ꯃꯇꯥꯡꯗ ꯑꯩꯈꯣꯏꯗ ꯍꯥꯌꯕꯤꯔꯛꯄ ꯌꯥꯒꯗ꯭ꯔ? ꯑꯗꯣꯃꯒꯤ ꯈ꯭ꯋꯥꯏꯗꯒꯤ ꯆꯥꯎꯕ ꯄꯥꯡꯒꯂꯁꯤꯡ ꯑꯗꯨ ꯀꯔꯤꯅꯣ ꯑꯃꯁꯨꯡ ꯃꯗꯨ ꯑꯗꯣꯝꯅ ꯃꯃꯥꯡꯒꯤ ꯊꯧꯗꯥꯡꯁꯤꯡꯗ ꯀꯔꯝꯅ ꯁꯤꯖꯤꯟꯅꯈꯤꯕꯒꯦ? ꯊꯕꯛꯇ ꯅꯍꯥꯛꯅ ꯊꯦꯡꯅꯈꯤꯕ ꯁꯤꯡꯅꯕ ꯐꯤꯚꯝ ꯑꯃꯒꯤ ꯈꯨꯗꯝ ꯑꯃ ꯄꯤꯕ ꯉꯃꯒꯗꯔ ꯑꯃꯁꯨꯡ ꯃꯁꯤ ꯀꯔꯝꯅ ꯊꯦꯡꯅꯈꯤꯕꯒꯦ? ꯑꯗꯣꯝꯅ ꯃꯇꯧ ꯀꯔꯝꯅ ꯑꯣꯔꯒꯅꯥꯏꯖ ꯇꯧꯗꯨꯅ ꯂꯩꯔꯤꯕꯒꯦ ꯑꯃꯁꯨꯡ ꯃꯁꯤꯡ ꯌꯥꯝꯂꯕ ꯄ꯭ꯔꯣꯖꯦꯛꯁꯤꯡꯗ ꯑꯃꯨꯛ ꯍꯟꯅ ꯊꯕꯛ ꯇꯧꯕ ꯃꯇꯃꯗ ꯊꯕꯛꯁꯤꯡ ꯃꯔꯨ ꯑꯣꯏꯅ ꯂꯧꯒꯅꯤ? ꯑꯔꯨꯕ ꯐꯤꯗꯕꯦꯛ ꯅꯠꯔꯒ ꯀ꯭ꯔꯤꯇꯤꯁꯤꯖꯝ ꯑꯁꯤ ꯀꯔꯝꯅ ꯊꯦꯡꯅꯤ? ꯑꯗꯣꯝꯅ ꯑꯄꯨꯟꯕ ꯄꯥꯟꯗꯝ ꯑꯃ ꯐꯪꯅꯕ ꯇꯤꯝ ꯑꯃꯒ ꯏꯐꯦꯛꯇꯤꯕ ꯑꯣꯏꯅ ꯄꯨꯟꯅ ꯊꯕꯛ ꯇꯧꯃꯤꯟꯅꯈꯤꯕ ꯃꯇꯝ ꯑꯃ ꯐꯣꯡꯗꯣꯛꯄ ꯉꯃꯒꯗꯔ? ꯄ꯭ꯔꯣꯖꯦꯛꯇ ꯅꯠꯔꯒ ꯊꯕꯛ ꯑꯃꯗ ꯑꯗꯣꯝꯅ ꯏꯅꯤꯁꯤꯌꯦꯇꯤꯕ ꯑꯃꯁꯨꯡ ꯂꯤꯗꯔꯁꯤꯞ ꯎꯠꯈꯤꯕ ꯃꯇꯝ ꯑꯃꯒꯤ ꯃꯇꯥꯡꯗ ꯑꯩꯈꯣꯌꯗ ꯍꯥꯌꯕꯤꯔꯀꯄ ꯌꯥꯒꯗ꯭ꯔ? ꯊꯕꯛꯇ ꯏꯅꯐꯣꯔꯃꯦꯗ ꯑꯣꯏꯕ ꯋꯥꯔꯦꯞ ꯑꯃ ꯂꯧꯕꯗ ꯃꯇꯧ ꯀꯔꯝꯅ ꯗꯦꯇ ꯅꯠꯔꯒ ꯑꯦꯅꯂꯥꯏꯁꯤꯁ ꯁꯤꯖꯤꯟꯅꯈꯤꯕꯒꯦ ꯍꯥꯌꯕꯒꯤ ꯈꯨꯗꯝ ꯑꯃ ꯄꯤꯕ ꯉꯝꯒꯗ꯭ꯔ? ꯑꯗꯣꯝꯒꯤ ꯂꯝꯒꯤ ꯃꯅꯨꯡꯗ ꯃꯇꯧ ꯀꯔꯝꯅ ꯃꯈꯥ ꯇꯥꯅ ꯇꯃꯒꯅꯤ ꯑꯃꯁꯨꯡ ꯑꯗꯣꯃꯒꯤ ꯍꯩꯁꯤꯡꯕ ꯍꯦꯟꯒꯠꯍꯟꯒꯅꯤ? ꯑꯗꯣꯃꯝꯅ ꯑꯈꯟꯅꯅ ꯆꯥꯎꯊꯣꯛꯆꯅꯤꯡꯉꯥꯏ ꯑꯣꯏꯕ ꯃꯥꯌ ꯄꯥꯛꯄ ꯄ꯭ꯔꯣꯖꯦꯛꯇ ꯑꯃ ꯅꯠꯔꯒ ꯑꯦꯆꯤꯕꯃꯦꯟꯇ ꯑꯃꯒꯤ ꯃꯇꯥꯡꯗ ꯑꯩꯈꯣꯏꯗ ꯍꯥꯏꯕꯤꯔꯛꯄ ꯌꯥꯒꯗ꯭ꯔ?